ꯄꯥꯝꯕꯤꯗ ꯌꯨꯝꯐꯝ ꯑꯣꯏꯕ ꯗꯥꯏꯠ ꯑꯃꯒꯤ ꯀꯥꯟꯅꯕꯁꯤꯡꯒꯤ ꯂꯤꯁꯠ ꯑꯃ ꯄꯤꯌꯨ꯫ ꯀꯨꯝ ꯂꯢꯅꯥꯁꯤꯡ ꯅꯕꯒꯤ ꯆꯥꯡ ꯍꯟꯊꯕꯥ: ꯄꯥꯝꯕꯤꯗꯥ ꯌꯨꯝꯐꯝ ꯑꯣꯏꯕꯥ ꯗꯥꯏꯠ ꯑꯃꯅ ꯗꯥꯏꯑꯦꯕꯦꯇꯤꯖ, ꯍꯥꯔꯠꯀꯤ ꯂꯥꯢꯅ ꯑꯃꯁꯨꯡ ꯑꯀꯛꯅꯕ ꯃꯈꯜꯒꯤ ꯀꯦꯟꯁꯔꯒꯨꯝꯕ ꯍꯛꯁꯦꯜꯒꯤ ꯋꯥꯐꯝꯁꯤꯡ ꯍꯟꯊꯍꯟꯕ ꯉꯝꯃꯤ ꯍꯥꯢꯕ ꯎꯠꯂꯦ꯫ ꯑꯔꯨꯝꯕ ꯍꯟꯊꯍꯟꯕ: ꯄꯥꯝꯕꯤꯗ ꯌꯨꯝꯐꯝ ꯑꯣꯏꯕ ꯗꯥꯏꯇꯁꯤꯡꯗ ꯀꯦꯂꯣꯔꯤ ꯍꯟꯊꯕ ꯌꯥꯏ ꯃꯗꯨꯅ ꯍꯛꯁꯦꯜ ꯐꯕꯥ ꯑꯔꯨꯝꯕ ꯑꯃ ꯍꯟꯊꯍꯟꯕꯗ ꯃꯇꯦꯡ ꯄꯥꯡꯏ꯫ ꯅ꯭ꯌꯨꯇ꯭ꯔꯤꯑꯦꯟꯁꯇ ꯂꯧꯁꯟꯕꯒꯤ ꯆꯥꯡ ꯍꯦꯟꯒꯠꯂꯛꯄ: ꯄꯥꯝꯕꯤꯗ ꯌꯨꯝꯐꯝ ꯑꯣꯏꯕ ꯗꯥꯏꯠꯁꯤꯡ ꯑꯁꯤ ꯇꯉꯥꯏꯐꯗꯕ ꯚꯤꯇꯥꯃꯤꯟꯁꯤꯡ, ꯃꯤꯅꯔꯦꯜꯁꯤꯡ ꯑꯃꯁꯨꯡ ꯑꯦꯟꯇꯤꯑꯣꯛꯁꯤꯗꯦꯟꯇꯁꯤꯡ ꯌꯥꯝꯅ ꯌꯥꯎꯅ ꯃꯁꯤꯅꯥ ꯑꯄꯨꯟꯕ ꯍꯛꯁꯦꯜꯒꯤꯗꯃꯛꯇ ꯈ꯭ꯋꯥꯏꯗꯒꯤ ꯐꯕ ꯅ꯭ꯌꯨꯇ꯭ꯔꯤꯁꯟ ꯄꯤꯔꯤ꯫ ꯍꯦꯟꯅ ꯐꯕ ꯆꯥꯕ ꯇꯨꯝꯕ: ꯄꯥꯝꯕꯤꯗ ꯌꯨꯝꯐꯝ ꯑꯣꯏꯕ ꯗꯥꯏꯠꯁꯤꯡꯗꯥ ꯃꯍꯧꯁꯥꯅ ꯐꯥꯏꯕꯔ ꯌꯥꯝꯅ ꯌꯥꯎꯏ ꯃꯗꯨꯅ ꯍꯛꯆꯥꯡ ꯁꯣꯛ-ꯄꯟꯕ ꯔꯤꯒꯨꯂꯦꯠ ꯇꯧꯕꯗ ꯑꯃꯁꯨꯡ ꯒꯦꯁꯇ꯭ꯔꯣꯏꯟꯇꯦꯁꯇꯥꯏꯅꯦꯒꯤ ꯍꯛꯁꯦꯜ ꯐꯒꯠꯍꯟꯕꯗ ꯃꯇꯦꯡ ꯄꯥꯡꯏ꯫ ꯏꯟꯐ꯭ꯂꯦꯃꯦꯁꯟ ꯍꯟꯊꯍꯟꯕ: ꯄꯥꯝꯕꯤꯗ ꯌꯨꯝꯐꯝ ꯑꯣꯏꯕꯥ ꯗꯥꯏꯇꯁꯤꯡꯅ ꯍꯛꯆꯥꯡꯗ ꯏꯟꯐ꯭ꯂꯦꯃꯦꯁꯟ ꯍꯟꯊꯍꯟꯕꯗ ꯃꯇꯦꯡ ꯄꯥꯡꯕ ꯉꯝꯕ ꯑꯄꯨꯟꯕ ꯄ꯭ꯔꯣꯁꯦꯁ ꯇꯧꯗꯕ ꯆꯤꯟꯖꯥꯛꯁꯤꯡꯗ ꯑꯀꯟꯕꯥ ꯃꯤꯠꯌꯦꯡ ꯊꯝꯂꯤ꯫ ꯈꯣꯡꯒꯤ ꯍꯛꯁꯦꯜ ꯐꯒꯠꯍꯟꯕꯥ: ꯃꯅꯥ-ꯃꯁꯤꯡ ꯑꯃꯁꯨꯡ ꯎꯍꯩ-ꯋꯥꯍꯩ ꯌꯥꯝꯅ ꯌꯥꯎꯕ ꯄꯥꯝꯕꯤꯗ ꯌꯨꯝꯐꯝ ꯑꯣꯏꯕ ꯗꯥꯏꯇꯁꯤꯡꯅ ꯍꯛꯁꯦꯜ ꯐꯕ ꯃꯉꯥꯜ ꯂꯩꯕ ꯃꯈꯣꯡꯗ ꯃꯇꯦꯡ ꯄꯥꯡꯕ ꯉꯝꯕ ꯚꯤꯇꯥꯃꯤꯟ ꯑꯃꯁꯨꯡ ꯑꯦꯟꯇꯤꯑꯣꯛꯁꯤꯗꯦꯟꯇ ꯃꯔꯥꯡ ꯀꯥꯢꯅ ꯄꯤ꯫ ꯑꯀꯣꯢꯕꯒꯤ ꯐꯤꯕꯝꯗ ꯁꯣꯛꯍꯟꯕꯥ ꯍꯟꯊꯕꯥ: ꯄꯥꯝꯕꯤꯗꯥ ꯌꯨꯝꯐꯝ ꯑꯣꯏꯕꯥ ꯗꯥꯏꯇꯁꯤꯡꯅ ꯑꯀꯣꯢꯕꯒꯤ ꯁꯣꯛꯍꯟꯕ ꯍꯦꯟꯅ ꯅꯦꯝꯃꯤ ꯃꯁꯤꯅꯥ ꯒ꯭ꯔꯤꯅꯍꯥꯎꯁ ꯒ꯭ꯌꯥꯁ ꯊꯥꯗꯣꯛꯄ ꯍꯟꯊꯍꯜꯂꯤ ꯑꯃꯁꯨꯡ ꯁꯥ-ꯁꯟꯒꯤ ꯄꯣꯠꯊꯣꯛꯁꯤꯡ ꯌꯥꯎꯕ ꯗꯥꯏꯇꯁꯤꯡꯗꯒꯤ ꯍꯦꯟꯅ ꯂꯝ ꯑꯃꯁꯨꯡ ꯏꯁꯤꯡꯒꯤ ꯔꯤꯁꯣꯔꯁꯁꯤꯡ ꯍꯟꯊꯍꯜꯂꯤ꯫ ꯍꯦꯟꯅꯥ ꯏꯊꯤꯜ ꯄꯤꯕꯥ: ꯄꯥꯝꯕꯤꯗ ꯌꯨꯝꯐꯝ ꯑꯣꯏꯕ ꯗꯥꯏꯇꯁꯤꯡꯅ ꯁꯥ-ꯁꯟꯒꯤ ꯄꯣꯠꯊꯣꯛꯁꯤꯡꯗꯒꯤ ꯂꯥꯞꯅꯥ ꯂꯩ ꯑꯃꯁꯨꯡ ꯃꯔꯝ ꯑꯁꯤꯅ ꯃꯁꯤ ꯁꯥ-ꯁꯟꯁꯤꯡꯕꯨ ꯏꯊꯤꯜ ꯄꯤꯕꯥ ꯑꯃꯁꯨꯡ ꯃꯤꯅꯨꯡꯁꯤ ꯂꯩꯕꯥ ꯂꯥꯌꯦꯡꯕꯒ ꯍꯦꯟꯅ ꯃꯥꯟꯅꯩ꯫ ꯑꯦꯅꯔꯖꯤꯒꯤ ꯆꯥꯡ ꯍꯦꯟꯒꯠꯂꯛꯄꯥ: ꯃꯤꯑꯣꯏ ꯀꯌꯥꯅꯥ ꯄꯥꯝꯕꯤꯗꯥ ꯌꯨꯝꯐꯝ ꯑꯣꯏꯕꯥ ꯗꯥꯏꯠ ꯑꯃ ꯆꯥꯕ ꯃꯇꯝꯗ ꯍꯦꯟꯅ ꯏꯅꯔꯖꯤ ꯂꯩꯕ ꯑꯃꯁꯨꯡ ꯑꯐꯕ ꯑꯣꯏꯕ ꯐꯥꯎꯕꯒꯤ ꯔꯤꯄꯣꯔꯠ ꯇꯧꯏ ꯃꯁꯤꯅꯥ ꯑꯀꯟꯕ ꯃꯑꯣꯡꯗ ꯄꯤꯔꯤꯕꯥ ꯅ꯭ꯌꯨꯇ꯭ꯔꯤꯑꯦꯟꯁꯇ ꯌꯥꯝꯅ ꯌꯥꯎꯕ ꯃꯄꯨꯡꯐꯥꯕꯥ ꯆꯤꯟꯖꯥꯛꯁꯤꯡ ꯑꯁꯤꯅ ꯃꯔꯝ ꯑꯣꯏꯗꯨꯅ ꯋꯥꯈꯜ ꯋꯥꯕꯥ ꯍꯦꯟꯒꯠꯂꯛꯄꯥ: ꯔꯤꯁꯔꯆꯅ ꯇꯥꯛꯂꯤ ꯃꯗꯨꯗꯤ ꯃꯍꯩ-ꯃꯔꯣꯡ, ꯎꯍꯩ-ꯋꯥꯍꯩ ꯑꯃꯁꯨꯡ ꯍꯋꯥꯏ ꯆꯦꯡꯋꯥꯏ ꯌꯥꯝꯅ ꯌꯥꯎꯕ ꯄꯥꯝꯕꯤꯗ ꯌꯨꯝꯐꯝ ꯑꯣꯏꯕ ꯗꯥꯏꯇꯁꯤꯡ ꯑꯁꯤꯅ ꯋꯥꯈꯜ ꯋꯥꯕ ꯑꯃꯁꯨꯡ ꯋꯥꯈꯜ ꯋꯥꯕ ꯍꯟꯊꯍꯟꯕꯒ ꯃꯔꯤ ꯂꯩꯅꯩ ꯑꯃꯁꯨꯡ ꯃꯁꯤꯅ ꯋꯥꯈꯜ ꯑꯃꯁꯨꯡ ꯑꯄꯨꯟꯕ ꯌꯥꯏꯐ-ꯊꯧꯔꯥꯡ ꯐꯒꯠꯍꯟꯕ ꯉꯝꯃꯤ꯫ ꯃꯤꯑꯣꯏꯕꯒꯤꯗꯃꯛ ꯏꯁꯤꯡ ꯑꯁꯤ ꯀꯔꯤꯒꯤꯗꯃꯛꯇꯥ ꯇꯉꯥꯏꯐꯗꯕꯥ ꯑꯣꯏꯔꯤꯕꯅꯣ ꯍꯥꯢꯕꯗꯨ ꯁꯟꯗꯣꯛꯅ ꯇꯥꯛꯄꯤꯌꯨ꯫ ꯃꯤꯑꯣꯏꯕꯒꯤꯗꯃꯛ ꯏꯁꯤꯡ ꯑꯁꯤ ꯃꯔꯝ ꯀꯌꯥꯒꯤ ꯃꯔꯝꯗꯒꯤ ꯇꯉꯥꯏꯐꯗꯕ ꯑꯣꯏꯔꯤ꯫ ꯑꯍꯥꯟꯕꯗ ꯃꯁꯤ ꯍꯛꯆꯥꯡꯒꯤ ꯁꯦꯜꯁꯤꯡ, ꯇꯤꯁꯨꯁꯤꯡ ꯑꯃꯁꯨꯡ ꯑꯣꯔꯒꯥꯟꯁꯤꯡꯒꯤ ꯃꯑꯣꯡ ꯆꯨꯝꯅ ꯊꯕꯛ ꯇꯧꯅꯕꯒꯤꯗꯃꯛ ꯃꯊꯧ ꯇꯥꯏ꯫ ꯏꯁꯤꯡꯅ ꯁꯦꯜꯁꯤꯡꯗ ꯅ꯭ꯌꯨꯇ꯭ꯔꯤꯑꯦꯟꯇꯁꯤꯡ ꯑꯃꯁꯨꯡ ꯑꯣꯛꯁꯤꯖꯦꯟ ꯄꯨꯊꯣꯛꯄꯗ ꯃꯇꯦꯡ ꯄꯥꯡꯏ ꯑꯃꯁꯨꯡ ꯃꯁꯤꯅ ꯍꯛꯆꯥꯡꯗꯒꯤ ꯑꯃꯣꯠꯄ ꯑꯃꯁꯨꯡ ꯄꯣꯠꯁꯛꯁꯤꯡ ꯂꯧꯊꯣꯛꯄꯗ ꯃꯇꯦꯡ ꯄꯥꯡꯏ꯫ ꯑꯅꯤꯁꯨꯕꯗ ꯏꯁꯤꯡꯅ ꯍꯛꯆꯥꯡꯗ ꯃꯄꯥꯟ ꯊꯣꯛꯄꯗꯁꯨ ꯃꯇꯦꯡ ꯄꯥꯡꯢ ꯫ ꯑꯍꯨꯝꯁꯨꯕ ꯍꯛꯆꯥꯡꯒꯤ ꯇꯦꯝꯄꯦꯔꯦꯆꯔ ꯔꯤꯒꯨꯂꯦꯠ ꯇꯧꯕꯗ ꯏꯁꯤꯡ ꯑꯁꯤ ꯃꯔꯨꯑꯣꯏ꯫ ꯏꯁꯤꯡ ꯃꯔꯥꯡ ꯀꯥꯢꯅ ꯂꯩꯇ꯭ꯔꯕꯗꯤ ꯍꯛꯆꯥꯡ ꯑꯁꯤ ꯍꯦꯟꯅ ꯋꯥꯡꯈꯠꯄ ꯌꯥꯏ ꯃꯗꯨꯅ ꯃꯩꯁꯥꯅ ꯃꯔꯤ ꯂꯩꯅꯕ ꯑꯅꯥꯕꯁꯤꯡ ꯊꯣꯛꯍꯜꯂꯤ꯫ ꯃꯔꯤꯁꯨꯕꯗ ꯏꯁꯤꯡꯅ ꯁꯔꯨ ꯇꯥꯡꯁꯤꯡꯕꯨ ꯂꯨꯕ꯭ꯔꯤꯀꯦꯠ ꯑꯃꯁꯨꯡ ꯀꯨꯁꯟ ꯇꯧꯕꯗ ꯃꯇꯦꯡ ꯄꯥꯡꯏ ꯃꯗꯨꯅ ꯁꯔꯨ ꯇꯥꯡꯁꯤꯡꯗꯥ ꯑꯁꯣꯛ-ꯑꯄꯟ ꯑꯃꯁꯨꯡ ꯑꯃꯥꯡ-ꯑꯇꯥ ꯊꯣꯛꯍꯟꯕꯒꯤ ꯔꯤꯛꯁ ꯍꯟꯊꯍꯜꯂꯤ꯫ ꯑꯔꯣꯏꯕꯗ ꯍꯛꯆꯥꯡ ꯐꯅꯥ ꯂꯩꯅꯕꯥ ꯏꯁꯤꯡ ꯑꯁꯤ ꯌꯥꯝꯅ ꯃꯔꯨꯑꯣꯏ꯫ ꯃꯁꯤꯅ ꯏꯁꯥꯗ ꯍꯥꯏꯗ꯭ꯔꯦꯠ ꯑꯣꯏꯅ ꯊꯝꯕꯗ ꯃꯇꯦꯡ ꯄꯥꯡꯏ ꯃꯗꯨꯅ ꯃꯁꯤꯒꯤ ꯃꯑꯣꯡ-ꯃꯇꯧ ꯑꯃꯁꯨꯡ ꯊꯕꯛ-ꯊꯧꯔꯝꯁꯤꯡ ꯐꯒꯠꯍꯟꯕꯥ ꯉꯝꯃꯤ꯫ ꯗꯤꯍꯥꯢꯗ꯭ꯔꯦꯁꯟꯅ ꯈꯣꯡ-ꯈꯨꯠ ꯁꯣꯛꯄꯥ ꯑꯃꯁꯨꯡ ꯑꯇꯩ ꯈꯣꯡ-ꯈꯨꯠꯀꯤ ꯂꯩꯅꯁꯤꯡ ꯊꯣꯛꯍꯜꯂꯛꯄꯥ ꯌꯥꯏ꯫ ꯂꯣꯏꯁꯤꯜꯂꯛꯄꯗ ꯏꯁꯤꯡ ꯑꯁꯤ ꯃꯤꯑꯣꯏꯕꯒꯤꯗꯃꯛ ꯇꯉꯥꯏꯐꯗꯕ ꯑꯃꯅꯤ ꯑꯃꯁꯨꯡ ꯑꯐꯕꯥ ꯍꯛꯁꯦꯜ ꯉꯥꯛꯇꯨꯅ ꯊꯝꯅꯕꯒꯤꯗꯃꯛ ꯅꯨꯃꯤꯠ ꯈꯨꯗꯤꯡꯒꯤ ꯏꯁꯤꯡ ꯃꯔꯥꯡ ꯀꯥꯢꯅꯥ ꯊꯛꯄ ꯑꯁꯤ ꯌꯥꯝꯅꯥ ꯃꯔꯨꯑꯣꯏ꯫